ꯀ꯭ꯂꯥꯏꯃꯦꯠ ꯆꯦꯟꯖꯀꯤ ꯄ꯭ꯔꯣꯕ꯭ꯂꯦꯝꯁꯤꯡꯒꯤ ꯑꯣꯏꯊꯣꯛꯄ ꯌꯥꯕ ꯁꯣꯂ꯭ꯌꯨꯁꯟꯁꯤꯡ ꯈꯪꯗꯣꯛꯄ- ꯀ꯭ꯂꯥꯏꯃꯦꯠ ꯆꯦꯟꯖ ꯑꯁꯤ ꯑꯔꯨꯕ ꯋꯥꯐꯝ ꯑꯃꯅꯤ꯫ ꯃꯁꯤꯗ ꯁꯔꯀꯥꯔꯁꯤꯡ, ꯕꯤꯖꯤꯅꯦꯁꯁꯤꯡ, ꯁꯤꯚꯤꯜ ꯁꯣꯁꯥꯏꯇꯤꯁꯤꯡ, ꯑꯃꯁꯨꯡ ꯃꯤꯑꯣꯏ ꯑꯃꯃꯝ ꯌꯥꯎꯅ ꯇꯣꯉꯥꯟ -ꯇꯣꯉꯥꯟꯕ ꯁꯦꯛꯇꯔꯁꯤꯡ ꯑꯃꯁꯨꯡ ꯑꯦꯛꯇꯔꯁꯤꯡꯗꯒꯤ ꯃꯁꯤꯡ ꯌꯥꯝꯂꯕ ꯁꯣꯂ꯭ꯌꯨꯁꯟꯁꯤꯡ ꯃꯊꯧ ꯇꯥꯒꯅꯤ꯫ ꯀ꯭ꯂꯥꯏꯃꯦꯠ ꯆꯦꯟꯖ ꯊꯦꯡꯅꯅꯕ ꯄꯣꯇꯦꯟꯁꯤꯑꯦꯜ ꯑꯦꯄ꯭ꯔꯣꯆ ꯈꯔ ꯃꯈꯥꯗ ꯄꯤꯔꯤ:- ꯀ꯭ꯂꯤꯟ ꯏꯅꯔꯖꯤꯗ ꯍꯣꯡꯗꯣꯛꯄ: ꯀ꯭ꯂꯥꯏꯃꯦꯠ ꯆꯦꯟꯖ ꯊꯦꯡꯅꯅꯕ ꯂꯧꯈꯠꯄ ꯌꯥꯕ ꯈ꯭ꯋꯥꯏꯗꯒꯤ ꯃꯔꯨꯑꯣꯏꯕ ꯈꯣꯡꯊꯥꯡ ꯑꯃꯗꯤ ꯐꯣꯁꯤꯜ ꯐꯨꯑꯦꯜꯗꯒꯤ ꯁꯣꯂꯔ, ꯅꯨꯡꯁꯤꯠ, ꯑꯃꯁꯨꯡ ꯍꯥꯏꯗ꯭ꯔꯣ-ꯏꯂꯦꯛꯇ꯭ꯔꯤꯛꯒꯨꯝꯕ ꯔꯤꯅ꯭ꯌꯨꯑꯦꯕꯜ ꯏꯅꯔꯖꯤ ꯁꯣꯔꯁꯁꯤꯡꯗ ꯇ꯭ꯔꯥꯟꯁꯤꯁꯟ ꯇꯧꯕꯅꯤ꯫ ꯇꯦꯛꯅꯣꯂꯣꯖꯤꯁꯤꯡ ꯑꯁꯤꯗ ꯁꯦꯜ ꯊꯥꯗꯕ ꯍꯦꯟꯒꯠꯍꯟꯕ ꯑꯃꯁꯨꯡ ꯃꯈꯣꯏꯕꯨ ꯃꯇꯦꯡ ꯄꯥꯡꯅꯕ ꯏꯅꯔꯖꯤ ꯏꯟꯐ꯭ꯔꯥꯁꯇ꯭ꯔꯛꯆꯔ ꯁꯦꯝꯒꯠꯄꯅ ꯒ꯭ꯔꯤꯟꯍꯥꯎꯁ ꯒ꯭ꯌꯥꯁ ꯊꯥꯗꯣꯛꯄ ꯌꯥꯝꯅ ꯍꯟꯊꯍꯟꯕ ꯉꯝꯒꯅꯤ꯫ ꯏꯅꯔꯖꯤ ꯏꯐꯤꯁꯤꯑꯦꯟꯁꯤ ꯐꯒꯠꯍꯟꯕ: ꯃꯁꯤꯗ ꯍꯦꯟꯅ ꯏꯐꯤꯁꯤꯌꯦꯟꯇ ꯑꯣꯏꯕ ꯌꯨꯝꯒꯤ ꯍꯤꯇꯤꯡ ꯑꯃꯁꯨꯡ ꯀꯨꯂꯤꯡ ꯁꯤꯁꯇꯦꯝꯁꯤꯡ, ꯍꯦꯟꯅ ꯐꯕ ꯏꯟꯁꯨꯂꯦꯁꯟ, ꯍꯦꯟꯅ ꯐꯨꯑꯦꯜ ꯏꯐꯤꯁꯤꯑꯦꯟꯇ ꯑꯣꯏꯕ ꯒꯥꯔꯤꯁꯤꯡ, ꯑꯃꯁꯨꯡ ꯏꯅꯔꯖꯤ ꯏꯐꯤꯁꯤꯌꯦꯟꯇ ꯑꯣꯏꯕ ꯏꯟꯗꯁꯇ꯭ꯔꯤ ꯑꯃꯁꯨꯡ ꯀꯟꯖꯃꯔ ꯀꯟꯖꯨꯃꯔꯒꯤ ꯄꯣꯠꯊꯣꯛꯁꯤꯡꯒꯤ ꯈꯨꯠꯊꯥꯡꯗ ꯏꯅꯔꯖꯤ ꯁꯤꯖꯤꯟꯅꯕ ꯆꯥꯗ ꯀꯨꯟꯊ꯭ꯔꯥ ꯐꯥꯎꯕ ꯍꯟꯊꯍꯟꯅꯕ ꯊꯧꯔꯥꯡꯁꯤꯡ ꯌꯥꯎꯔꯤ꯫ ꯀꯥꯔꯕꯣꯟꯒꯤ ꯃꯃꯜ ꯂꯦꯞꯄ: ꯀꯥꯔꯕꯣꯟ ꯇꯦꯛꯁ ꯅꯠꯇ꯭ꯔꯒ ꯀꯦꯞ-ꯑꯦꯟꯗ-ꯇ꯭ꯔꯦꯗ ꯁꯤꯁ꯭ꯇꯦꯝ ꯑꯃ ꯁꯤꯖꯤꯟꯅꯗꯨꯅ ꯐꯣꯁꯤꯜ ꯐꯨꯑꯦꯜꯁꯤꯡꯒꯤ ꯑꯀꯣꯏꯕꯒꯤ ꯐꯤꯕꯝꯒꯤ ꯃꯃꯜꯁꯤꯡ ꯑꯗꯨ ꯁꯦꯜ ꯊꯥꯗꯕꯗ ꯁꯤꯖꯤꯟꯅꯕ ꯌꯥꯏ꯫ ꯃꯁꯤꯅ ꯔꯤꯅꯤꯌꯨꯑꯦꯕꯜ ꯏꯅꯔꯖꯤꯕꯨ ꯀꯩꯊꯦꯜꯗ ꯍꯦꯟꯅ ꯀꯝꯄꯤꯇꯤꯇꯤꯚ ꯑꯣꯏꯍꯟꯒꯅꯤ꯫ ꯃꯁꯤꯅ ꯕꯤꯖꯤꯅꯦꯁꯁꯤꯡꯗ ꯃꯈꯣꯏꯒꯤ ꯀꯥꯔꯕꯣꯟ ꯊꯥꯗꯣꯛꯄ ꯍꯟꯊꯍꯟꯅꯕ ꯄꯨꯛꯅꯤꯡ ꯊꯧꯒꯠꯀꯅꯤ꯫ ꯎꯃꯪ ꯑꯃꯨꯛ ꯍꯟꯅ ꯁꯦꯝꯖꯤꯟꯕ ꯑꯃꯁꯨꯡ ꯎꯃꯪ ꯊꯥꯕ: ꯎꯁꯤꯡ ꯑꯁꯤ ꯃꯍꯧꯁꯥꯒꯤ ꯀꯥꯔꯕꯣꯟ ꯁꯤꯡ ꯆꯤꯡꯁꯤꯜꯂꯤ꯫ ꯃꯁꯤꯅ ꯇꯥꯛꯄꯗꯤ ꯃꯈꯣꯏꯅ ꯑꯦꯠꯃꯣꯁꯐꯤꯌꯔꯗꯒꯤ ꯀꯥꯔꯕꯣꯟ -ꯗꯥꯏꯑꯣꯛꯁꯥꯏꯗ ꯂꯧꯊꯣꯛꯏ꯫ ꯎ ꯍꯦꯟꯅ ꯊꯥꯗꯨꯅ ꯑꯃꯁꯨꯡ ꯎꯃꯪ ꯂꯧꯊꯣꯛꯄ ꯍꯟꯊꯍꯟꯗꯨꯅ ꯑꯩꯈꯣꯏꯅ ꯀꯥꯔꯕꯣꯟ ꯑꯦꯕꯖꯣꯔꯞꯁꯟ ꯑꯃꯁꯨꯡ ꯁ꯭ꯇꯣ ꯁ꯭ꯇꯣꯔꯦꯖꯒꯤ ꯀꯦꯄꯥꯁꯤꯇꯤ ꯍꯦꯉꯠꯍꯟꯕ ꯉꯝꯒꯅꯤ꯫ ꯁꯁꯇꯦꯅꯦꯕꯜ ꯑꯦꯒ꯭ꯔꯤꯀꯜꯆꯔ: ꯂꯧꯎ-ꯁꯤꯡꯎ ꯑꯁꯤ ꯒ꯭ꯔꯤꯟꯍꯥꯎꯁ ꯒ꯭ꯌꯥꯁ ꯏꯃꯤꯁꯟꯒꯤ ꯑꯆꯧꯕ ꯁꯣꯔꯁ ꯑꯃꯅꯤ꯫ ꯃꯔꯝ ꯑꯗꯨꯅ ꯁꯁꯇꯦꯅꯦꯕꯜ ꯑꯦꯒ꯭ꯔꯤꯀꯜꯆꯔꯦꯜ ꯄ꯭ꯔꯦꯛꯇꯤꯁꯁꯤꯡ ꯂꯧꯈꯠꯄꯅ ꯏꯃꯤꯁꯟ ꯍꯟꯊꯍꯟꯕ ꯉꯝꯒꯅꯤ꯫ ꯃꯁꯤꯗ ꯂꯧꯎ-ꯁꯤꯡꯎ ꯍꯟꯊꯍꯟꯕ, ꯃꯍꯩ-ꯃꯔꯣꯡ ꯊꯥꯕꯒꯤ ꯊꯕꯛ ꯄꯥꯏꯈꯠꯄ, ꯃꯍꯧꯁꯥꯒꯤ ꯐꯔꯇꯤꯂꯥꯏꯖꯔꯁꯤꯡ ꯁꯤꯖꯤꯟꯅꯕꯅꯆꯤꯡꯕ ꯊꯧꯑꯣꯡꯁꯤꯡ ꯌꯥꯎꯔꯤ꯫ ꯀ꯭ꯂꯥꯏꯃꯦꯠ-ꯐ꯭ꯔꯦꯟꯗ꯭ꯂꯤ ꯇ꯭ꯔꯥꯟꯁꯄꯣꯔꯇꯦꯁꯟ: ꯏꯂꯦꯛꯇ꯭ꯔꯤꯛ ꯒꯥꯔꯤꯁꯤꯡ, ꯍꯥꯏꯕ꯭ꯔꯤꯗ ꯀꯥꯔꯒꯣꯁꯤꯡ, ꯑꯃꯁꯨꯡ ꯃꯤꯌꯥꯝꯒꯤ ꯇ꯭ꯔꯥꯟꯁꯄꯣꯔꯇꯦꯁꯟ ꯐꯒꯠꯍꯟꯕ ꯌꯥꯎꯅ ꯂꯣ-ꯏꯃꯤꯁꯟ ꯇ꯭ꯔꯥꯟꯁꯄꯣꯔꯠ ꯑꯣꯞꯁꯟꯁꯤꯡ ꯍꯦꯟꯒꯠꯂꯛꯄꯅ ꯒ꯭ꯔꯤꯟꯍꯥꯎꯁ ꯒ꯭ꯌꯥꯁ ꯏꯃꯤꯁꯟ ꯌꯥꯝꯅ ꯍꯟꯊꯍꯟꯕ ꯉꯝꯒꯅꯤ꯫ ꯈꯣꯡꯅ ꯆꯠꯄ ꯑꯃꯁꯨꯡ ꯁꯥꯏꯀꯜ ꯊꯧꯕꯒꯨꯝꯕ ꯑꯦꯛꯇꯤꯚ ꯇ꯭ꯔꯥꯟꯁꯄꯣꯔꯇꯦꯁꯟ ꯑꯣꯞꯁꯟꯁꯤꯡ ꯄ꯭ꯔꯃꯣꯠ ꯇꯧꯕꯁꯨ ꯑꯐꯕ ꯏꯝꯄꯦꯛꯇ ꯑꯃ ꯄꯤꯕ ꯌꯥꯏ꯫ ꯃꯤꯑꯣꯏꯕꯕꯨ ꯇꯝꯕꯤꯕ ꯑꯃꯁꯨꯡ ꯁꯛꯇꯤ ꯄꯤꯕ: ꯀ꯭ꯂꯥꯏꯃꯦꯠ ꯆꯦꯟꯖ ꯑꯁꯤ ꯑꯄꯨꯟꯕ ꯄ꯭ꯔꯣꯕ꯭ꯂꯦꯝ ꯑꯃꯅꯤ ꯑꯃꯁꯨꯡ ꯃꯤꯑꯣꯏ ꯑꯃꯒꯤ ꯊꯕꯛꯁꯤꯡ ꯑꯁꯤ ꯃꯔꯨ ꯑꯣꯏ꯫ ꯃꯤꯑꯣꯏꯕꯗ ꯃꯈꯣꯏꯒꯤ ꯄꯔꯁꯣꯅꯦꯜ ꯀꯥꯔꯕꯣꯟ ꯐꯨꯠꯄ꯭ꯔꯤꯟꯇ ꯍꯟꯊꯍꯟꯕꯒꯤ ꯃꯑꯣꯡꯁꯤꯡꯒꯤ ꯃꯇꯥꯡꯗ ꯃꯈꯣꯏꯒꯤ ꯄꯨꯟꯁꯤ ꯃꯍꯤꯡꯒꯤ ꯑꯍꯣꯡꯕꯁꯤꯡ ꯍꯥꯏꯕꯗꯤ ꯃꯅꯥ-ꯃꯁꯤꯡ ꯁꯤꯖꯤꯟꯅꯕ ꯍꯟꯊꯍꯟꯕ, ꯏꯅꯔꯖꯤ ꯏꯐꯤꯁꯤꯌꯦꯟꯇ ꯑꯣꯏꯕ ꯑꯦꯄ꯭ꯂꯥꯏꯑꯦꯟꯁꯁꯤꯡ ꯁꯤꯖꯤꯟꯅꯕ, ꯑꯃꯁꯨꯡ ꯄ꯭ꯂꯥꯁꯇꯤꯛ ꯑꯃꯣꯠꯄ ꯍꯟꯊꯍꯟꯕ ꯑꯁꯤꯅꯆꯤꯡꯕ ꯈꯪꯍꯟꯕꯅ ꯑꯍꯣꯡꯕ ꯑꯃ ꯄꯨꯔꯛꯄ ꯉꯝꯒꯅꯤ꯫ ꯍꯥꯏꯔꯤꯕꯁꯤꯡ ꯑꯁꯤ ꯀ꯭ꯂꯥꯏꯃꯦꯠ ꯆꯦꯟꯖꯀꯤ ꯁꯃꯁ꯭ꯌꯥ ꯑꯁꯤꯒꯤ ꯑꯣꯏꯊꯣꯛꯄ ꯌꯥꯕ ꯁꯣꯂ꯭ꯌꯨꯁꯟ ꯀꯌꯥꯅꯤ꯫ ꯑꯗꯨꯕꯨ ꯑꯔꯣꯏꯕꯗ, ꯋꯥꯐꯝ ꯑꯁꯤ ꯊꯦꯡꯅꯕꯗ ꯈꯨꯟꯅꯥꯏꯒꯤ ꯁꯦꯛꯇꯔ ꯈꯨꯗꯤꯡꯃꯛꯇꯒꯤ ꯂꯦꯞꯄ ꯂꯩꯇꯅ ꯊꯕꯛ ꯄꯥꯏꯈꯠꯄ ꯃꯊꯧ ꯇꯥꯒꯅꯤ꯫